ꯁꯣꯁꯤꯑꯦꯜ ꯃꯤꯗꯤꯌꯥꯒꯤ ꯃꯦꯟꯇꯦꯜ ꯍꯦꯜꯇꯥ ꯄꯤꯔꯤꯕꯥ ꯏꯐꯦꯛꯁꯤꯡꯒꯤ ꯃꯇꯥꯡꯗꯥ ꯔꯤꯆꯔꯆ ꯄꯦꯄꯔ ꯑꯃꯒꯤꯗꯃꯛ ꯑꯥꯎꯠꯂꯥꯏꯟ ꯑꯃꯥ ꯁꯦꯝꯕꯥꯅꯤ꯫ ꯁꯣꯁꯤꯑꯦꯜ ꯃꯤꯗꯤꯌꯥꯒꯤ ꯃꯦꯟꯇꯦꯜ ꯍꯦꯜꯇꯥ ꯄꯤꯔꯤꯕꯥ ꯏꯐꯦꯛꯁꯤꯡ ꯊꯤꯖꯤꯟꯕꯒꯤ ꯃꯔꯨꯑꯣꯏꯕꯥ ꯄꯦꯄꯔ ꯑꯁꯤꯒꯤ ꯄꯥꯟꯗꯝ ꯑꯃꯁꯨꯡ ꯁ꯭ꯀꯣꯞ, ꯕꯦꯛꯒ꯭ꯔꯥꯎꯟꯗ ꯏꯟꯐꯣꯔꯃꯦꯁꯟ, ꯁꯣꯁꯤꯑꯦꯜ ꯃꯤꯗꯤꯌꯥꯒꯤ ꯆꯥꯎꯈꯠꯄꯥ ꯑꯃꯁꯨꯡ ꯃꯤꯌꯥꯝꯅꯥ ꯄꯥꯝꯅꯕꯥ ꯃꯣꯔꯗꯟ ꯁꯣꯁꯥꯏꯇꯤꯗꯥ ꯆꯠꯅꯔꯤꯕꯥ ꯃꯦꯟꯇꯦꯜ ꯍꯦꯜꯀꯤ ꯋꯥꯐꯝꯁꯤꯡꯒꯤ ꯑꯣꯚꯔꯚꯤꯌꯨ ꯁꯣꯁꯤꯑꯦꯜ ꯃꯤꯗꯤꯌꯥ ꯑꯃꯁꯨꯡ ꯃꯦꯟꯇꯦꯜ ꯍꯦꯜꯀꯤ ꯃꯔꯛꯇꯥ ꯂꯩꯕꯥ ꯃꯔꯤꯒꯤ ꯃꯇꯥꯡꯗꯥ ꯃꯃꯥꯡꯒꯤ ꯔꯤꯁꯔꯆ ꯃꯦꯟꯇꯦꯜ ꯍꯦꯜꯇꯥ ꯁꯣꯁꯤꯑꯦꯜ ꯃꯤꯗꯤꯌꯥꯒꯤ ꯄꯣꯖꯤꯇꯤꯕ ꯏꯐꯦꯛꯁꯤꯡ, ꯀꯅꯦꯛꯁꯟꯁꯤꯡ ꯁꯦꯝꯒꯠꯄꯥ ꯑꯃꯁꯨꯡ ꯁꯄꯣꯔꯠ ꯅꯦꯠꯋꯥꯔꯛꯁꯤꯡ ꯁꯦꯝꯒꯠꯄꯥ, ꯃꯁꯥꯅꯥ ꯃꯁꯥꯕꯨ ꯐꯣꯡꯗꯣꯛꯆꯕꯥ ꯑꯃꯁꯨꯡ ꯀ꯭ꯔꯤꯌꯦꯇꯤꯕꯤꯇꯤ ꯍꯦꯟꯒꯠꯍꯟꯕꯥ ꯃꯇꯦꯡ ꯄꯥꯡꯒꯗꯕꯥ ꯔꯤꯁꯣꯔꯁꯁꯤꯡ ꯑꯃꯁꯨꯡ ꯏꯟꯐꯣꯔꯃꯦꯁꯟꯁꯤꯡ ꯐꯪꯍꯟꯕꯥ ꯃꯦꯟꯇꯦꯜ ꯍꯦꯜꯇꯥ ꯁꯣꯁꯤꯑꯦꯜ ꯃꯤꯗꯤꯌꯥꯒꯤ ꯅꯦꯒꯦꯇꯤꯚ ꯏꯐꯦꯛꯁꯤꯡ ꯁꯥꯏꯕꯔꯕꯨꯂꯤꯡ ꯑꯃꯁꯨꯡ ꯍꯔꯥꯁꯃꯦꯟꯇ,ꯁꯣꯁꯤꯑꯦꯜ ꯀꯝꯄꯥꯔꯤꯁꯟ ꯑꯃꯁꯨꯡ ꯁꯦꯜꯐ-ꯁ꯭ꯇꯤꯞ ꯅꯦꯝꯕꯥ,ꯋꯥꯈꯜ ꯅꯨꯡꯉꯥꯏꯇꯕꯥ ꯑꯃꯁꯨꯡ ꯅꯁꯥꯒꯤ ꯑꯣꯏꯕꯥ ꯊꯧꯑꯣꯡꯁꯤꯡ ꯄꯤꯔꯤ꯫ ꯃꯥꯏꯇꯣꯁꯤꯁ ꯍꯥꯏꯕꯁꯤ ꯁꯦꯜ ꯈꯥꯏꯗꯣꯛꯄꯒꯤ ꯊꯧꯑꯣꯡꯅꯤ, ꯃꯁꯤꯒꯤ ꯃꯅꯨꯡꯗꯥ ꯁꯦꯜ ꯅ꯭ꯌꯨꯀ꯭ꯂꯤꯌꯁ ꯑꯁꯤ ꯅ꯭ꯌꯨꯀ꯭ꯂꯤꯌꯔ ꯃꯆꯥ ꯑꯅꯤꯗꯥ ꯈꯥꯏꯗꯣꯛꯏ, ꯃꯈꯣꯏ ꯈꯨꯗꯤꯡꯃꯛꯇꯥ ꯀ꯭ꯔꯣꯃꯣꯖꯣꯝꯒꯤ ꯃꯥꯟꯅꯕꯥ ꯁꯦꯠ ꯑꯃꯥ ꯌꯥꯎꯏ꯫ ꯃꯥꯏꯇꯣꯁꯤꯁ ꯑꯁꯤ ꯃꯔꯨꯑꯣꯏꯕꯥ ꯁ꯭ꯇꯦꯖ ꯃꯔꯤꯗꯥ ꯈꯥꯏꯗꯣꯛꯏ: ꯄ꯭ꯔꯣꯐꯦꯖ, ꯃꯦꯇꯥꯐꯦꯖ, ꯑꯦꯅꯥꯐꯦꯖ ꯑꯃꯁꯨꯡ ꯇꯦꯂꯣꯐꯦꯖ꯫ ꯄ꯭ꯔꯣꯐꯦꯖ ꯁ꯭ꯇꯦꯖ ꯑꯁꯤꯒꯤ ꯃꯅꯨꯡꯗꯥ ꯀ꯭ꯔꯣꯃꯥꯇꯤꯟ ꯑꯁꯤ ꯗꯤꯁꯀ꯭ꯔꯤꯠ ꯀ꯭ꯔꯣꯃꯣꯖꯣꯝꯁꯤꯡꯗꯥ ꯀꯟꯗꯦꯟꯁꯟ ꯇꯧꯏ ꯑꯃꯁꯨꯡ ꯃꯥꯏꯇꯣꯇꯤꯛ ꯁ꯭ꯄꯤꯟꯗꯜ ꯑꯁꯤ ꯁꯦꯝꯕꯥ ꯍꯧꯏ꯫ ꯅ꯭ꯌꯨꯀ꯭ꯂꯤꯌꯁ ꯑꯁꯤ ꯃꯥꯡꯈꯤ, ꯑꯃꯁꯨꯡ ꯅ꯭ꯌꯨꯀ꯭ꯂꯤꯌꯔ ꯑꯦꯟꯚꯦꯂꯞꯇ ꯑꯗꯨ ꯁꯣꯛꯍꯟꯗꯨꯅꯥ ꯀ꯭ꯔꯣꯃꯣꯖꯣꯝꯁꯤꯡ ꯑꯗꯨ ꯁꯥꯏꯇꯣꯞꯄꯂꯥꯖ ꯃꯗꯥ ꯊꯥꯗꯣꯛꯏ꯫ ꯃꯦꯇꯥꯐꯦꯖ ꯁ꯭ꯇꯦꯖ ꯑꯁꯤꯗꯥ, ꯁ꯭ꯄꯤꯟꯗꯜ ꯐꯤꯕꯔꯁꯤꯡꯗꯥ ꯌꯥꯎꯔꯤꯕꯥ ꯀ꯭ꯔꯣꯃꯣꯖꯣꯝꯁꯤꯡ ꯑꯁꯤ ꯁꯦꯜꯒꯤ ꯏ꯭ꯌꯨꯔꯦꯇꯔꯒꯤ ꯃꯇꯨꯡꯏꯟꯅꯥ ꯑꯦ ꯑꯦꯂꯥꯏꯟ ꯇꯧꯏ꯫ ꯁ꯭ꯄꯤꯟꯗꯜ ꯐꯥꯏꯕꯔꯁꯤꯡꯒꯤ ꯃꯥꯏꯀ꯭ꯔꯣꯇꯨꯕꯜꯁꯤꯡꯅꯥ ꯀ꯭ꯔꯣꯃꯣ ꯀ꯭ꯔꯣꯃꯣꯖꯣꯃꯁꯁꯤꯡꯗꯥ ꯆꯦꯜꯂꯤ, ꯃꯗꯨꯅꯥ ꯃꯈꯣꯏ ꯑꯁꯤ ꯁꯦꯜꯒꯤ ꯃꯔꯛꯇꯥ ꯂꯥꯏꯟ ꯇꯧꯗꯨꯅꯥ ꯂꯩꯕꯥ ꯉꯝꯍꯜꯂꯤ꯫ ꯑꯦꯅꯥꯐꯦꯖꯒꯤ ꯃꯇꯝꯗꯥ, ꯁꯤꯁꯇꯔ ꯀ꯭ꯔꯣꯃꯥꯇꯤꯠꯁꯤꯡ ꯑꯁꯤ ꯇꯣꯈꯥꯏꯅꯥ ꯊꯝꯗꯨꯅꯥ ꯁꯦꯜꯒꯤ ꯑꯔꯣꯟꯕꯥ ꯄꯣꯜꯁꯤꯡꯗꯥ ꯁꯄ꯭ꯔꯤꯟꯗꯜ ꯐꯤꯕꯔꯁꯤꯡꯅꯥ ꯄꯨꯊꯣꯛꯏ꯫ ꯄꯣꯜꯁꯤꯡ ꯑꯁꯤ ꯃꯈꯥ ꯇꯥꯅꯥ ꯂꯥꯞꯊꯣꯛꯅꯥ ꯂꯩꯔꯛꯄꯒꯥ ꯂꯣꯏꯅꯅꯥ ꯁꯦꯜ ꯑꯁꯤ ꯍꯦꯟꯅꯥ ꯋꯥꯡꯈꯠꯂꯛꯏ, ꯑꯃꯁꯨꯡ ꯀ꯭ꯔꯣꯃꯣꯖꯣꯝꯁꯤꯡ ꯑꯁꯤ ꯄꯣꯜ ꯑꯅꯤꯒꯤ ꯃꯔꯛꯇꯥ ꯆꯞ ꯃꯥꯟꯅꯅꯥ ꯈꯥꯏꯗꯣꯛꯏ꯫ ꯇꯦꯂꯣꯐꯦꯖ ꯑꯔꯣꯏꯕꯥ ꯁ꯭ꯇꯦꯖ ꯑꯁꯤꯗꯥ ꯀ꯭ꯔꯣꯃꯣꯖꯣꯝꯁꯤꯡꯅꯥ ꯄꯣꯜꯁꯤꯡꯗꯥ ꯌꯧꯔꯛꯏ ꯑꯃꯁꯨꯡ ꯀ꯭ꯔꯣꯃꯥꯇꯤꯟꯗꯥ ꯑꯃꯨꯛ ꯍꯟꯅꯥ ꯗꯤꯀꯣꯟꯗꯦꯟꯁ ꯇꯧꯕꯥ ꯍꯧꯏ꯫ ꯅ꯭ꯌꯨꯀ꯭ꯂꯤꯌꯔ ꯑꯦꯟꯚꯦꯂꯞꯇ ꯑꯁꯤꯅꯥ ꯀ꯭ꯔꯣꯃꯣꯖꯣꯝꯒꯤ ꯁꯦꯠ ꯑꯅꯤꯒꯤ ꯑꯀꯣꯏꯕꯗꯥ ꯔꯤꯐꯣꯝ ꯇꯧꯗꯨꯅꯥ ꯑꯅꯧꯕꯥ ꯅ꯭ꯌꯨꯀ꯭ꯂꯤꯌꯔ ꯑꯅꯤ ꯁꯦꯝꯒꯠꯂꯤ꯫ ꯃꯥꯏꯇꯣꯇꯤꯛ ꯁꯄ꯭ꯔꯤꯟꯗꯜ ꯑꯁꯤ ꯁꯣꯛꯏ ꯑꯃꯁꯨꯡ ꯃꯗꯨꯒꯤ ꯃꯇꯨꯡꯗꯥ ꯁꯦꯜ ꯑꯗꯨꯅꯥ ꯁꯥꯏꯇꯣꯀꯤꯅꯦꯁꯤꯁ ꯊꯣꯛꯏ, ꯃꯐꯝꯗꯨꯗꯥ ꯁꯥꯏꯇꯣꯄ꯭ꯂꯥꯖꯝ ꯑꯗꯨ ꯈꯥꯏꯗꯣꯛꯏ ꯑꯃꯁꯨꯡ ꯁꯦꯜ ꯑꯗꯨꯅꯥ ꯃꯥꯟꯅꯕꯥ ꯁꯦꯜ ꯃꯆꯥ ꯑꯅꯤꯗꯥ ꯈꯥꯏꯗꯣꯛꯏ꯫